ꯃꯈꯥꯗ ꯔꯦꯠ ꯑꯦꯄꯜ ꯑꯃꯁꯨꯡ ꯒ꯭ꯔꯤꯟ ꯑꯦꯄꯜꯒꯤ ꯃꯔꯛꯇꯥ ꯂꯩꯕ ꯀꯃꯟ ꯑꯣꯏꯕ ꯃꯑꯣꯡ ꯈꯔꯗꯤ ꯄꯤꯔꯤ: ꯅ꯭ꯌꯨꯇ꯭ꯔꯤꯁꯅꯦꯜ ꯚꯦꯜꯌꯨ: ꯔꯦꯠ ꯑꯃꯁꯨꯡ ꯒ꯭ꯔꯤꯟ ꯑꯦꯄꯜ ꯑꯅꯤꯃꯛꯇꯥ ꯆꯥꯎꯔꯥꯛꯅꯥ ꯅ꯭ꯌꯨꯇ꯭ꯔꯤꯁꯅꯦꯜ ꯄ꯭ꯔꯣꯐꯥꯏꯜ ꯃꯥꯟꯅꯩ, ꯃꯁꯤꯅꯥ ꯐꯥꯏꯕꯔ, ꯚꯤꯇꯥꯃꯤꯟ ꯁꯤ, ꯑꯃꯁꯨꯡ ꯑꯇꯩ ꯇꯉꯥꯏꯐꯗꯕꯥ ꯅ꯭ꯌꯨꯇ꯭ꯔꯤꯑꯦꯟꯁꯤꯡ ꯄꯤ꯫ ꯃꯑꯣꯡ ꯑꯃꯁꯨꯡ ꯇꯦꯛꯁꯆꯔ: ꯑꯦꯄꯜ ꯃꯈꯜ ꯑꯅꯤꯃꯛꯀꯤ ꯃꯑꯣꯡ ꯑꯃꯁꯨꯡ ꯇꯦꯛꯁꯆꯔ ꯑꯁꯤ ꯑꯃꯒꯥ ꯑꯃꯒꯥ ꯃꯥꯟꯅꯩ, ꯃꯆꯤ ꯑꯣꯏꯕꯥ ꯆꯤꯟꯖꯥꯛ: ꯂꯥꯜꯍꯧ ꯑꯃꯁꯨꯡ ꯑꯉꯧꯕꯥ ꯑꯦꯄꯜ ꯑꯅꯤꯃꯛ ꯃꯆꯤ ꯑꯣꯏꯕ ꯑꯃꯁꯨꯡ ꯃꯆꯤ ꯑꯣꯏ, ꯑꯗꯨꯕꯨ, ꯑꯉꯧꯕꯥ ꯑꯦꯄꯜ ꯑꯁꯤ ꯂꯥꯜꯍꯧꯒꯤ ꯑꯦꯄꯜꯗꯒꯤ ꯈꯔ ꯍꯦꯟꯅꯥ ꯇꯔꯨ-ꯇꯅꯥꯟꯕꯥ ꯑꯃꯁꯨꯡ ꯃꯆꯤ ꯑꯣꯏꯕ ꯍꯟꯊꯕꯥ ꯌꯥꯏ꯫ ꯍꯛꯁꯦꯜꯒꯤ ꯀꯥꯟꯅꯕꯁꯤꯡ: ꯂꯥꯜ ꯅꯠꯇ꯭ꯔꯒꯥ ꯑꯉꯧꯕꯥ ꯑꯣꯏꯔꯕꯁꯨ ꯑꯦꯄꯜꯅꯥ ꯍꯛꯁꯦꯜꯒꯤ ꯀꯥꯟꯅꯕ ꯀꯌꯥ ꯄꯤꯔꯤ, ꯃꯈꯣꯏꯁꯤꯡ ꯑꯗꯨꯗꯤ ꯗꯥꯏꯕꯦꯇꯤꯁꯀꯤ ꯔꯤꯁ꯭ꯛ ꯍꯟꯊꯍꯟꯕꯥ, ꯍꯛꯆꯥꯡ ꯁꯣꯛꯅ-ꯁꯝꯅꯕꯗꯥ ꯃꯇꯦꯡ ꯄꯥꯡꯕ, ꯑꯔꯨꯝꯕꯥ ꯍꯟꯊꯍꯟꯕꯥ, ꯑꯃꯁꯨꯡ ꯍꯥꯔꯠꯀꯤ ꯍꯛꯁꯦꯜ ꯐꯒꯠꯍꯟꯕꯥ ꯑꯁꯤꯅꯆꯤꯡꯕꯅꯤ꯫ ꯆꯥꯛ ꯊꯣꯡꯕꯥ ꯑꯃꯁꯨꯡ ꯆꯥꯛ ꯊꯣꯡꯕꯗꯥ ꯁꯤꯖꯤꯟꯅꯕꯥ: ꯂꯥꯜ ꯑꯃꯁꯨꯡ ꯑꯉꯧꯕꯥ ꯑꯦꯄꯜꯁꯤꯡ ꯑꯁꯤ ꯆꯥꯛ ꯊꯣꯡꯕꯗꯥ ꯁꯤꯖꯤꯟꯅꯕꯥ ꯌꯥꯏ꯫ ꯂꯣꯏꯁꯤꯜꯂꯛꯄꯗꯥ, ꯂꯥꯜꯍꯧꯒꯤ ꯑꯦꯄꯜ ꯑꯃꯁꯨꯡ ꯒ꯭ꯔꯤꯟ ꯑꯦꯄꯜ ꯑꯁꯤ ꯇꯣꯉꯥꯟ ꯇꯣꯉꯥꯟꯕ ꯃꯑꯣꯡꯗꯥ ꯍꯦꯟꯅꯥ ꯃꯥꯟꯅꯩ, ꯃꯈꯣꯏ ꯑꯁꯤ ꯃꯆꯤ ꯑꯣꯏꯕ ꯆꯤꯟꯖꯥꯛ ꯑꯃꯁꯨꯡ ꯃꯆꯤ ꯑꯣꯏꯕ ꯆꯤꯟꯖꯥꯛꯀꯤ ꯀꯥꯟꯅꯕ ꯑꯅꯤꯃꯛꯇꯥ ꯃꯥꯟꯅꯩ꯫ ꯍꯦꯟꯒꯠꯂꯛꯂꯤꯕꯥ ꯑꯣꯕꯦꯁꯤꯇꯤꯒꯤ ꯆꯥꯡ ꯑꯁꯤ ꯊꯤꯡꯅꯕꯒꯤꯗꯃꯛ ꯈꯣꯡꯊꯥꯡ ꯑꯅꯤ ꯔꯤꯀꯃꯦꯟ ꯇꯧꯕ꯫ ꯍꯛꯁꯦꯜ ꯐꯕꯥ ꯆꯥꯕꯒꯤ ꯍꯩꯅꯕꯤ ꯍꯦꯟꯒꯠꯍꯟꯕꯥ: ꯑꯣꯕꯦꯁꯤꯇꯤꯒꯤ ꯆꯥꯡ ꯍꯦꯟꯒꯠꯂꯛꯄꯥ ꯊꯤꯡꯅꯕꯒꯤ ꯏꯐꯦꯛꯇꯤꯚ ꯑꯣꯏꯕ ꯈꯣꯡꯊꯥꯡ ꯑꯃꯗꯤ ꯃꯤꯑꯣꯏ ꯑꯃꯒꯤ ꯃꯔꯛꯇꯥ ꯍꯛꯁꯦꯜ ꯐꯕꯥ ꯆꯥꯕꯒꯤ ꯍꯩꯅꯕꯤ ꯍꯦꯟꯒꯠꯍꯟꯕꯗꯥ ꯃꯤꯠꯌꯦꯡ ꯊꯝꯕꯥ ꯑꯁꯤꯅꯤ꯫ ꯃꯁꯤ ꯆꯥꯡ ꯃꯥꯟꯅꯕ ꯑꯃꯁꯨꯡ ꯃꯆꯤ ꯑꯣꯏꯕ ꯆꯤꯟꯖꯥꯛ ꯆꯥꯕꯒꯤ ꯃꯔꯨꯑꯣꯏꯕꯒꯤ ꯃꯇꯥꯡꯗ ꯑꯆꯨꯝꯕ ꯏꯟꯐꯣꯔꯃꯦꯁꯟ ꯄꯤꯕꯇꯥ ꯅꯠꯇꯅꯥ ꯄ꯭ꯔꯣꯁꯦꯁ ꯇꯧꯔꯕ, ꯀꯦꯂꯣꯔꯤ ꯌꯥꯝꯅ ꯌꯥꯎꯕ ꯆꯤꯟꯖꯥꯛꯁꯤꯡ ꯌꯥꯝꯅ ꯌꯥꯎꯕꯥ ꯗꯥꯏꯠ ꯑꯃꯅꯥ ꯊꯣꯛꯍꯟꯕꯥ ꯍꯛꯁꯦꯜꯒꯤ ꯈꯨꯗꯣꯡꯊꯤꯕꯁꯤꯡꯒꯤ ꯃꯇꯥꯡꯗ ꯑꯆꯨꯝꯕ ꯏꯟꯐꯣꯔꯃꯦꯁꯟ ꯄꯤꯅꯕꯥ ꯄꯥꯟꯗꯝ ꯊꯝꯂꯤꯕꯥ ꯑꯦꯖꯨꯀꯦꯁꯟ ꯀꯦꯝꯄꯦꯟꯁꯤꯡꯒꯤ ꯈꯨꯠꯊꯥꯡꯗ ꯐꯪꯕ ꯉꯝꯒꯅꯤ꯫ ꯃꯁꯤꯒꯤ ꯃꯊꯛꯇꯥ, ꯍꯛꯁꯦꯜ ꯐꯕꯥ ꯆꯤꯟꯖꯥꯛꯁꯤꯡꯗꯥ ꯇꯦꯛꯁ ꯍꯟꯊꯍꯟꯕꯥ ꯑꯃꯁꯨꯡ ꯍꯛꯆꯥꯡ ꯐꯅꯥ ꯂꯩꯇꯕ ꯆꯤꯟꯖꯥꯛꯁꯤꯡꯗꯥ ꯇꯦꯛꯁ ꯍꯦꯟꯒꯠꯍꯟꯕꯅꯆꯤꯡꯕꯥ ꯈꯣꯡꯊꯥꯡꯁꯤꯡ ꯑꯁꯤꯅꯥ ꯍꯦꯟꯅꯥ ꯃꯌꯦꯛ ꯁꯦꯡꯕꯥ ꯆꯤꯟꯖꯥꯛ ꯂꯦꯕꯦꯜ ꯇꯧꯕꯒꯥ ꯂꯣꯏꯅꯅꯥ ꯃꯤꯑꯣꯏ ꯑꯃꯅꯥ ꯃꯈꯣꯏꯒꯤ ꯗꯥꯏꯠꯀꯤ ꯃꯇꯥꯡꯗ ꯍꯦꯟꯅꯥ ꯋꯥꯈꯜ ꯇꯥꯕ ꯋꯥꯔꯦꯞ ꯂꯧꯕꯗ ꯂꯥꯏꯊꯣꯛꯍꯠꯕꯗꯥ ꯃꯇꯦꯡ ꯄꯥꯡꯒꯅꯤ꯫ ꯐꯤꯖꯤꯀꯦꯜ ꯑꯦꯛꯇꯤꯚꯤꯇꯤ ꯄꯨꯛꯅꯤꯡ ꯊꯧꯒꯠꯄꯥ: ꯑꯣꯕꯦꯁꯤꯇꯤꯒꯤ ꯆꯥꯡ ꯍꯟꯊꯍꯟꯅꯕꯒꯤ ꯑꯇꯣꯞꯄꯥ ꯃꯇꯦꯡ ꯑꯣꯏꯕ ꯁꯇ꯭ꯔꯦꯇꯦꯖꯤ ꯑꯃꯗꯤ ꯐꯤꯖꯤꯀꯦꯜ ꯑꯦꯛꯇꯤꯚꯤꯇꯤ ꯄꯨꯛꯅꯤꯡ ꯊꯧꯒꯠꯄꯅꯤ꯫ ꯃꯁꯤꯗ ꯄꯥꯔꯛ ꯅꯠꯇ꯭ꯔꯒꯥ ꯇ꯭ꯔꯦꯜꯁꯤꯡꯒꯨꯝꯕꯥ ꯁꯥꯐꯕ, ꯃꯤꯌꯥꯝꯒꯤ ꯑꯣꯏꯕ ꯑꯦꯛꯁꯔꯁꯥꯏꯖ ꯇꯧꯅꯕ ꯃꯐꯝꯁꯤꯡꯗꯥ ꯑꯦꯛꯁꯦꯁ ꯇꯧꯕ ꯍꯦꯟꯒꯠꯍꯟꯕꯥ ꯑꯃꯁꯨꯡ ꯃꯤꯑꯣꯏ ꯑꯃꯅ ꯃꯈꯣꯏꯒꯤ ꯅꯨꯡꯇꯤꯒꯤ ꯑꯣꯏꯕ ꯊꯧꯑꯣꯡꯁꯤꯡꯗꯥ ꯍꯛꯆꯥꯡ ꯁꯥꯖꯦꯜ ꯇꯧꯕꯗꯥ ꯍꯦꯟꯅꯥ ꯂꯥꯏꯊꯣꯛꯍꯟꯕꯥ ꯑꯁꯤ ꯌꯥꯎꯕ ꯌꯥꯏ꯫ ꯈꯨꯗꯝ ꯑꯣꯏꯅ, ꯏꯝꯄ꯭ꯂꯣꯌꯔꯁꯤꯡꯅꯥ ꯏꯝꯄ꯭ꯂꯣꯌꯤꯁꯤꯡꯗꯥ ꯈꯣꯡꯅꯥ ꯅꯠꯇ꯭ꯔꯒꯥ ꯕꯥꯏꯛ ꯊꯧꯗꯨꯅꯥ ꯊꯕꯛꯇꯥ ꯆꯠꯅꯕ ꯅꯠꯇ꯭ꯔꯒꯥ ꯆꯥꯡ ꯅꯥꯏꯅꯥ ꯑꯦꯛꯁꯔꯁꯥꯏꯖ ꯇꯧꯅꯕꯥ ꯏꯟꯁꯦꯟꯇꯤꯚꯁꯤꯡ ꯄꯤꯕꯥ ꯌꯥꯏ꯫ ꯄꯕ꯭ꯂꯤꯛ ꯍꯦꯜꯠ ꯀꯦꯝꯄꯦꯟꯁꯤꯡꯅꯥ ꯃꯤꯌꯥꯝꯗ ꯆꯥꯡ ꯅꯥꯏꯅ ꯍꯛꯆꯥꯡ ꯁꯥꯖꯦꯜ ꯇꯧꯕꯒꯤ ꯃꯔꯨꯑꯣꯏꯕ ꯑꯃꯁꯨꯡ ꯃꯁꯤꯅꯥ ꯄꯨꯔꯛꯄꯥ ꯍꯛꯁꯦꯜꯒꯤ ꯀꯥꯟꯅꯕꯁꯤꯡꯒꯤ ꯃꯇꯥꯡꯗ ꯈꯪꯍꯟꯕꯗꯁꯨ ꯃꯇꯦꯡ ꯄꯥꯡꯕ ꯌꯥꯏ, ꯃꯈꯣꯏꯕꯨ ꯍꯦꯟꯅꯥ ꯑꯦꯛꯇꯤꯚ ꯑꯣꯏꯍꯟꯅꯕꯥ ꯄꯨꯛꯅꯤꯡ ꯊꯧꯒꯠꯄꯥ ꯌꯥꯏ꯫